ꯅꯍꯥꯛꯀꯤ ꯚꯣꯏꯁ ꯀꯃꯥꯟꯗꯁꯤꯡ ꯑꯗꯨ ꯅꯍꯥꯛꯀꯤ ꯄꯔꯁꯣꯅꯦꯜ ꯑꯦꯁꯤꯁ꯭ꯇꯦꯟꯇ (ꯈꯨꯗꯝ ꯑꯣꯏꯅꯥ ꯁꯤꯔꯤ, ꯑꯦꯂꯦꯛꯁꯥ, ꯒꯨꯒꯜ ꯑꯦꯁꯤꯁ꯭ꯇꯦꯟꯇ)ꯅ ꯂꯧꯁꯤꯟꯕ ꯍꯥꯏꯕꯁꯤ ꯀꯔꯤꯒꯤꯗꯃꯛꯇ ꯃꯔꯨꯑꯣꯏꯕꯅ ꯍꯥꯏꯕꯗꯨ ꯁꯟꯗꯣꯛꯅ ꯇꯥꯛꯄꯤꯌꯨ꯫ ꯚꯣꯏꯁ ꯀꯃꯥꯟꯗꯔꯁꯤꯡꯒꯤ ꯑꯆꯨꯝꯕ ꯑꯁꯤ ꯅꯍꯥꯛꯀꯤ ꯄꯔꯁꯣꯅꯦꯜ ꯑꯦꯁꯤꯁ꯭ꯇꯦꯟꯇ ꯏꯐꯤꯁꯤꯑꯦꯟꯇ ꯑꯣꯏꯅ ꯄꯥꯎ ꯐꯥꯎꯅꯕꯗ ꯌꯥꯝꯅ ꯃꯔꯨꯑꯣꯏ꯫ ꯃꯁꯤꯅ ꯅꯍꯥꯛꯀꯤ ꯔꯤꯀꯣꯔꯗꯁꯤꯡ ꯑꯗꯨ ꯃꯌꯦꯛ ꯁꯦꯡꯅ ꯈꯪꯕ ꯑꯃꯁꯨꯡ ꯄꯥꯡꯊꯣꯛꯄ ꯉꯝꯍꯜꯂꯤ꯫ ꯀꯔꯤꯒꯨꯝꯕ ꯅꯍꯥꯛꯀꯤ ꯚꯣꯏꯁ ꯀꯃꯥꯟꯗꯁꯤꯡ ꯑꯗꯨ ꯂꯥꯟꯅ ꯂꯧꯁꯤꯜꯂꯕꯗꯤ ꯃꯁꯤꯅ ꯄꯔꯁꯣꯅꯦꯜ ꯑꯦꯁꯤꯁ꯭ꯇꯦꯟꯇ ꯑꯗꯨꯅ ꯃꯇꯤꯛ ꯆꯥꯗꯕ ꯅꯠꯇ꯭ꯔꯒ ꯃꯔꯤ ꯂꯩꯅꯗꯕ ꯔꯦꯁ꯭ꯄꯣꯟꯁꯁꯤꯡ ꯄꯤꯕ ꯑꯔꯥꯟꯕ ꯋꯥꯍꯟꯊꯣꯛ ꯄꯤꯕ ꯅꯠꯇ꯭ꯔꯒ ꯑꯔꯥꯟꯕ ꯑꯦꯛꯁꯟꯁꯤꯡ ꯄꯥꯡꯊꯣꯛꯄ ꯊꯣꯛꯍꯟꯕ ꯌꯥꯏ꯫ ꯃꯗꯨꯅ ꯌꯨꯖꯔꯒꯤ ꯑꯦꯛꯁꯄꯤꯔꯤꯑꯦꯟꯁ ꯑꯃꯁꯨꯡ ꯁꯣꯛꯍꯟꯕ ꯌꯥꯏ꯫ ꯃꯌꯦꯛ ꯁꯦꯡꯕ ꯚꯣꯏꯁ ꯀꯃꯥꯟꯗꯁꯤꯡ ꯁꯣꯏꯗꯅ ꯂꯩꯍꯅꯕꯅ ꯄꯥꯎ ꯐꯥꯎꯍꯟꯅꯕꯒꯤ ꯊꯧꯑꯣꯡ ꯑꯁꯤ ꯂꯥꯏꯊꯣꯛꯍꯟꯕ ꯉꯝꯒꯅꯤ꯫ ꯃꯇꯝ ꯀꯟꯕ ꯉꯝꯒꯅꯤ꯫ ꯑꯃꯁꯨꯡ ꯄꯔꯁꯣꯅꯦꯜ ꯑꯦꯁꯤꯁ꯭ꯇꯦꯟꯇꯀꯤ ꯀꯥꯟꯅꯕ ꯍꯦꯟꯒꯠꯍꯟꯕ ꯉꯝꯒꯅꯤ꯫ ꯃꯁꯤꯒꯤ ꯃꯊꯛꯇ ꯃꯌꯦꯛ ꯁꯦꯡꯕ ꯑꯃꯁꯨꯡ ꯂꯧꯁꯤꯟꯕ ꯌꯥꯕ ꯈꯣꯟꯖꯦꯜ ꯀꯃꯥꯟꯗꯁꯤꯡ ꯂꯦꯞꯇꯅ ꯁꯤꯖꯤꯟꯅꯗꯨꯅ ꯄꯔꯁꯣꯅꯦꯜ ꯑꯦꯁꯤꯁ꯭ꯇꯦꯟꯇꯀꯤ ꯈꯣꯟꯖꯦꯜ ꯈꯪꯗꯣꯛꯄꯒꯤ ꯇꯦꯛꯅꯣꯂꯣꯖꯤꯅ ꯅꯍꯥꯛꯀꯤ ꯈꯣꯟꯖꯦꯜ, ꯑꯦꯛꯁꯦꯟꯇ ꯑꯃꯁꯨꯡ ꯋꯥ ꯉꯥꯡꯕꯒꯤ ꯃꯑꯣꯡ ꯃꯇꯧ ꯑꯗꯨ ꯍꯦꯟꯅ ꯈꯡꯗꯣꯛꯅꯕ ꯇꯝꯕ ꯑꯃꯁꯨꯡ ꯑꯦꯗꯞꯇꯦꯠ ꯇꯧꯕ ꯉꯝꯒꯅꯤ꯫ ꯃꯁꯤꯅ ꯇꯨꯡꯗ ꯂꯥꯛꯀꯗꯕ ꯏꯟꯇ꯭ꯔꯦꯛꯁꯟꯁꯤꯡꯗ ꯑꯍꯣꯡꯕ ꯄꯨꯔꯛꯄ ꯉꯝꯒꯅꯤ꯫ ꯃꯥꯔꯇꯤꯟ ꯂꯨꯊꯔ ꯀꯤꯡ, ꯖꯨꯅꯤꯌꯔꯒꯤ "ꯑꯥꯏ ꯍꯦꯚ ꯑꯦ ꯗ꯭ꯔꯤꯝ" ꯍꯥꯏꯕ ꯋꯥꯔꯣꯜꯒꯤ ꯃꯔꯨꯑꯣꯏꯕ ꯋꯥꯐꯝꯁꯤꯡ ꯑꯗꯨ ꯁꯟꯗꯣꯛꯅ ꯇꯥꯛꯄꯤꯌꯨ꯫ ꯃꯥꯔꯇꯤꯟ ꯂꯨꯊꯔ ꯀꯤꯡ ꯖꯨꯅꯤꯌꯔꯅ ꯑꯥꯒꯁ꯭ꯠ ꯀꯨꯟ ꯅꯤꯄꯥꯜ ꯗꯥ ꯋꯥꯁꯤꯡꯇꯟ ꯗꯤꯁꯇꯔ꯭ꯤꯛ ꯑꯣꯐ ꯀꯂꯝꯕꯤꯌꯥ ꯋꯥꯔꯣꯜ ꯑꯗꯨꯗ ꯀꯤꯡꯅ ꯖꯥꯇꯤꯒꯤ ꯈꯦꯟꯅꯕ ꯑꯃꯁꯨꯡ ꯈꯦꯟꯅꯕ ꯊꯝꯕ ꯂꯣꯏꯁꯤꯟꯅꯕ, ꯑꯃꯁꯨꯡ ꯃꯤꯄꯨꯝ ꯈꯨꯗꯤꯡꯃꯛꯀꯤ ꯁꯤꯚꯤꯜ ꯑꯃꯁꯨꯡ ꯏꯀꯣꯅꯣꯃꯤꯛ ꯍꯛꯁꯤꯡ ꯄꯤꯅꯕ ꯍꯥꯏꯈꯤ꯫ ꯋꯥꯔꯣꯜ ꯑꯁꯤꯒꯤ ꯃꯔꯨꯑꯣꯏꯕ ꯋꯥꯐꯝ ꯈꯔꯗꯤ ꯃꯈꯥꯗ ꯄꯤꯔꯤ: ꯐꯤꯚꯝ ꯑꯁꯤꯒꯤ ꯈꯨꯗꯤꯛꯀꯤ ꯑꯣꯏꯕ ꯋꯥꯐꯝ: ꯅꯤꯡꯊꯧꯅ ꯑꯍꯣꯡꯕ ꯄꯨꯔꯛꯅꯕꯒꯤ ꯃꯇꯝ ꯑꯁꯤ ꯍꯧꯖꯤꯛ ꯑꯣꯏꯔꯦ ꯍꯥꯏꯅ ꯑꯀꯟꯕ ꯋꯥꯐꯝ ꯊꯝꯈꯤ꯫ ꯑꯃꯁꯨꯡ ꯇꯞꯅ ꯇꯞꯅ ꯑꯍꯣꯡꯕ ꯂꯥꯛꯄ ꯉꯥꯏꯗꯨꯅ ꯂꯩꯕ ꯑꯁꯤ ꯌꯥꯕ ꯉꯝꯗ꯭ꯔꯦ꯫ ꯑꯃꯦꯔꯤꯀꯥꯒꯤ ꯋꯥꯁꯛ: ꯅꯤꯡꯊꯧꯅ ꯗꯤꯛꯂꯥꯔꯦꯁꯟ ꯑꯣꯐ ꯏꯟꯗꯤꯄꯦꯟꯗꯦꯟꯁ ꯑꯃꯁꯨꯡ ꯀꯟꯁꯇꯤꯇ꯭ꯌꯨꯁꯟꯒꯤ ꯃꯇꯥꯡꯗ ꯋꯥꯐꯝ ꯊꯝꯈꯤ꯫ ꯃꯗꯨꯗ ꯃꯤꯄꯨꯝ ꯈꯨꯗꯤꯡꯃꯛꯀꯤ ꯃꯥꯟꯅꯕ ꯑꯃꯁꯨꯡ ꯅꯤꯡꯇꯝꯕꯒꯤ ꯋꯥꯁꯛ ꯑꯗꯨ ꯑꯐ꯭ꯔꯤꯀꯥꯒꯤ ꯑꯃꯦꯔꯤꯀꯥꯟꯁꯤꯡꯒꯤꯗꯃꯛꯇ ꯃꯄꯨꯡ ꯐꯥꯈꯤꯗꯦ ꯍꯥꯏꯅ ꯋꯥꯐꯝ ꯊꯝꯈꯤ꯫ ꯅꯟ-ꯚꯥꯏꯑꯣꯂꯦꯟꯇ ꯑꯦꯛꯁꯟꯒꯤ ꯁꯛꯇꯤ: ꯅꯤꯡꯊꯧꯅ ꯁꯥꯟꯇꯤ ꯑꯣꯏꯅ ꯄ꯭ꯔꯣꯇꯦꯁ꯭ꯠ ꯇꯧꯕ ꯑꯃꯁꯨꯡ ꯅꯟ-ꯚꯥꯏꯑꯣꯂꯦꯟꯇ ꯁꯤꯚꯤꯜ ꯗꯤꯁꯑꯣꯕꯦꯗꯤꯌꯦꯟꯁ ꯑꯁꯤ ꯑꯍꯣꯡꯕ ꯄꯨꯔꯛꯅꯕꯒꯤ ꯄꯥꯝꯕꯩ ꯑꯣꯏꯅ ꯋꯥꯐꯝ ꯊꯝꯈꯤ꯫ ꯑꯄꯨꯟꯕꯒꯤ ꯃꯔꯨꯑꯣꯏꯕ: ꯅꯤꯡꯊꯧꯅ ꯁꯤꯚꯤꯜ ꯔꯥꯏꯠꯁꯀꯤ ꯂꯥꯟꯐꯝ ꯑꯁꯤ ꯑꯐ꯭ꯔꯤꯀꯥꯒꯤ ꯑꯃꯦꯔꯤꯀꯥꯟꯁꯤꯡ ꯈꯛꯇꯒꯤ ꯅꯠꯇꯦ꯫ ꯃꯤꯑꯣꯏ ꯈꯨꯗꯤꯡꯃꯛꯀꯤꯗꯃꯛꯇꯅꯤ ꯍꯥꯏꯅ ꯑꯀꯟꯕ ꯋꯥꯐꯝ ꯊꯝꯈꯤ꯫ ꯑꯃꯁꯨꯡ ꯖꯥꯇꯤ ꯈꯨꯗꯤꯡꯃꯛꯀꯤ ꯃꯔꯛꯇ ꯑꯄꯨꯟꯕ ꯑꯃꯁꯨꯡ ꯁꯣꯂꯤꯗ꯭ꯔꯤꯇꯤ ꯂꯩꯍꯟꯅꯕ ꯀꯧꯈꯤ꯫ ꯍꯦꯟꯅ ꯐꯕ ꯇꯨꯡꯒꯤ ꯃꯪꯂꯥꯟ: ꯅꯤꯡꯊꯧꯅ ꯖꯥꯇꯤꯒꯤ ꯈꯦꯟꯅꯕ ꯑꯃꯁꯨꯡ ꯈꯦꯟꯅꯕ ꯃꯨꯠꯊꯠꯄ ꯑꯃꯁꯨꯡ ꯃꯤꯄꯨꯝ ꯈꯨꯗꯤꯡꯃꯛ ꯃꯥꯟꯅꯕ ꯑꯃꯁꯨꯡ ꯅꯤꯡꯇꯝꯕ ꯂꯩꯕ ꯇꯨꯡꯒꯤ ꯋꯥꯈꯜꯂꯣꯟ ꯑꯁꯤ ꯁꯦꯌꯔ ꯇꯧꯈꯤ꯫ ꯑꯄꯨꯟꯕ ꯑꯣꯏꯅꯥ, ꯀꯤꯡꯒꯤ "ꯑꯩꯒꯤ ꯃꯪꯂꯥꯟ ꯑꯃꯥ ꯂꯩꯔꯤ" ꯍꯥꯏꯕ ꯋꯥꯔꯣꯜ ꯑꯁꯤ ꯊꯕꯛ ꯇꯧꯅꯕ ꯁꯛꯇꯤ ꯂꯩꯕꯥ ꯀꯧꯔꯛꯄ ꯑꯃꯥ ꯑꯣꯏꯈꯤ꯫ ꯃꯁꯤꯅ ꯑꯃꯦꯔꯤꯀꯥꯕꯨ ꯃꯈꯣꯏꯒꯤ ꯋꯥꯈꯜꯂꯣꯟꯁꯤꯡ ꯑꯗꯨ ꯉꯥꯛꯅꯕ ꯑꯃꯁꯨꯡ ꯃꯤꯄꯨꯝ ꯈꯨꯗꯤꯡꯃꯛ ꯇꯁꯦꯡꯅ ꯃꯥꯟꯅꯕ ꯇꯨꯡꯂꯝꯆꯠꯀꯤ ꯃꯥꯏꯀꯩꯗ ꯊꯕꯛ ꯇꯧꯅꯕ ꯁꯤꯡꯅꯕ ꯑꯃ ꯑꯣꯏꯈꯤ꯫